ꯑꯣꯟꯂꯥꯏꯟ ꯗꯦꯇꯥ ꯉꯥꯛꯊꯣꯛꯅꯕ ꯁꯦꯀꯌꯨꯔꯤꯇꯤꯒꯤ ꯊꯧꯔꯥꯡ ꯃꯉꯥ ꯄꯟꯕꯤꯌꯨ꯫ ꯑꯦꯟꯀꯔꯤꯞꯁꯟ ꯑꯣꯟꯂꯥꯏꯟ ꯗꯦꯇꯥ ꯉꯥꯛꯊꯣꯛꯅꯕꯒꯤ ꯈ꯭ꯋꯥꯏꯗꯒꯤ ꯊꯥꯖꯅꯤꯡꯉꯥꯏ ꯑꯣꯏꯕ ꯄꯥꯝꯕꯩ ꯑꯃꯗꯤ ꯑꯦꯟꯀꯔꯤꯞꯁꯟꯅꯤ꯫ ꯁꯤꯁꯇꯦꯝ ꯑꯁꯤꯅ ꯗꯦꯇꯥ ꯑꯗꯨ ꯀꯣꯠꯁꯤꯡꯗ ꯑꯣꯟꯊꯣꯛꯏ ꯃꯔꯝ ꯑꯗꯨꯅ ꯗꯤꯁꯀꯔꯤꯞꯁꯟ ꯀꯤ ꯅꯠꯇ꯭ꯔꯒ ꯄꯥꯁꯋꯥꯔꯠ ꯑꯗꯨꯗ ꯑꯦꯛꯁꯦꯁ ꯂꯩꯕ ꯃꯤꯑꯣꯏꯁꯤꯡꯈꯛꯇꯅ ꯃꯗꯨ ꯄꯥꯕ ꯌꯥꯏ꯫ ꯐꯥꯏꯔꯋꯥꯜ ꯑꯃꯅ ꯃꯃꯥꯡꯗ ꯂꯦꯞꯊꯣꯛꯂꯕ ꯁꯦꯀꯌꯨꯔꯤꯇꯤ ꯔꯨꯜꯁꯤꯡꯗ ꯌꯨꯝꯐꯝ ꯑꯣꯏꯗꯨꯅ ꯂꯥꯛꯄ ꯑꯃꯁꯨꯡ ꯂꯥꯛꯄ ꯅꯦꯠꯋꯥꯛ ꯇ꯭ꯔꯥꯐꯤꯛ ꯑꯗꯨ ꯌꯦꯡꯁꯤꯜꯂꯤ ꯑꯃꯁꯨꯡ ꯀꯟꯇꯔꯣꯜ ꯇꯧꯏ꯫ ꯁꯦꯀꯌꯨꯔꯤꯇꯤꯒꯤ ꯊꯧꯔꯥꯡ ꯑꯁꯤꯅ ꯁꯦꯀꯌꯨꯑꯣꯔ ꯑꯣꯏꯕ ꯏꯟꯇꯔꯅꯦꯜ ꯅꯦꯠꯋꯥꯛ ꯑꯃꯁꯨꯡ ꯏꯟꯇꯔꯅꯦꯠꯀꯤ ꯃꯔꯛꯇ ꯑꯊꯤꯡꯕ ꯑꯃ ꯊꯝꯃꯤ ꯃꯗꯨꯅ ꯑꯣꯟꯂꯥꯏꯟ ꯗꯦꯇꯥ ꯑꯗꯨ ꯃꯥꯡ ꯇꯥꯛꯅꯤꯡꯉꯥꯏ ꯑꯣꯏꯕ ꯑꯦꯇꯦꯛꯁꯤꯡꯗꯒꯤ ꯁꯦꯞ ꯑꯣꯏꯅ ꯊꯝꯕꯗ ꯃꯇꯦꯡ ꯄꯥꯡꯏ꯫ ꯐꯦꯛꯇꯔ ꯑꯅꯤꯒꯤ ꯑꯣꯊꯦꯟꯇꯤꯀꯦꯁꯟ ꯁꯦꯀꯌꯨꯔꯤꯇꯤꯒꯤ ꯊꯧꯔꯥꯡ ꯑꯁꯤꯅ ꯌꯨꯖꯔꯁꯤꯡꯅ ꯂꯣꯒ ꯏꯟ ꯇꯧꯕ ꯃꯇꯝꯗ ꯑꯥꯏ ꯗꯤ ꯒꯤ ꯃꯑꯣꯡ ꯑꯅꯤ ꯄꯤꯕ ꯃꯊꯧ ꯇꯥꯍꯟꯗꯨꯅ ꯑꯦꯀꯥꯎꯟꯁꯤꯡꯗ ꯄ꯭ꯔꯣꯇꯦꯛꯁꯟꯒꯤ ꯑꯍꯦꯟꯕ ꯂꯦꯌꯔ ꯑꯃ ꯍꯥꯞꯆꯤꯜꯂꯤ ꯃꯍꯧꯁꯥꯅ ꯃꯁꯤꯗ ꯄꯥꯁꯋꯥꯔꯠ ꯑꯃ ꯑꯦꯟꯇꯔ ꯇꯧꯕ ꯑꯃꯁꯨꯡ ꯃꯗꯨꯒꯤ ꯃꯇꯨꯡꯗ ꯚꯦꯔꯤꯐꯤꯀꯦꯁꯟꯒꯤ ꯑꯅꯤꯁꯨꯕ ꯃꯑꯣꯡ ꯑꯃ ꯄꯤꯕ ꯍꯥꯏꯕꯗꯤ ꯃꯣꯕꯥꯏꯜ ꯗꯤꯚꯥꯏꯁ ꯑꯃꯗ ꯇꯦꯛꯁ ꯇꯧꯔꯕ ꯀꯣꯠ ꯑꯃ ꯃꯈꯣꯏꯒꯤ ꯑꯥꯏꯗꯦꯟꯇꯤꯇꯤ ꯀꯟꯐꯥꯝ ꯇꯧꯅꯕ꯫ ꯑꯦꯟꯇꯤ ꯚꯥꯏꯔꯁ ꯑꯃꯁꯨꯡ ꯑꯦꯟꯇꯤ ꯃꯥꯜꯋꯥꯌꯔ ꯁꯣꯞꯋꯦꯌꯔ ꯁꯣꯞꯋꯦꯌꯔ ꯄ꯭ꯔꯣꯒꯔꯥꯝꯁꯤꯡ ꯑꯁꯤ ꯗꯦꯇꯥ ꯍꯨꯔꯥꯟꯕ ꯅꯠꯇ꯭ꯔꯒ ꯁꯣꯛꯍꯟꯕ ꯌꯥꯕ ꯃꯥꯡ ꯇꯥꯛꯅꯤꯡꯉꯥꯏ ꯑꯣꯏꯕ ꯁꯣꯞꯋꯦꯌꯔꯁꯤꯡꯗꯒꯤ ꯑꯣꯟꯂꯥꯏꯟ ꯗꯦꯇꯥ ꯑꯗꯨ ꯁꯦꯞ ꯑꯣꯏꯅ ꯊꯝꯕꯗ ꯌꯥꯝꯅ ꯃꯔꯨꯑꯣꯏ꯫ ꯃꯈꯣꯏꯅ ꯗꯤꯚꯥꯏꯁꯁꯤꯡ ꯑꯃꯁꯨꯡ ꯅꯦꯠꯋꯥꯛꯁꯤꯡ ꯁ꯭ꯀꯦꯟ ꯇꯧꯗꯨꯅ ꯚꯥꯏꯔꯁ ꯁꯄꯥꯏꯋꯦꯔ ꯑꯃꯁꯨꯡ ꯑꯇꯩ ꯃꯈꯜꯒꯤ ꯃꯦꯂꯤꯁꯤꯌꯁ ꯁꯣꯞꯋꯦꯌꯔꯁꯤꯡ ꯈꯪꯗꯣꯛꯄ ꯑꯃꯁꯨꯡ ꯉꯥꯡꯊꯣꯛꯏ꯫ ꯆꯥꯡ ꯅꯥꯏꯅ ꯕꯦꯛꯑꯞ ꯇꯧꯕ ꯁꯥꯏꯕꯔ ꯑꯦꯇꯦꯛ ꯑꯃ ꯅꯠꯇ꯭ꯔꯒ ꯗꯦꯇꯥ ꯃꯥꯡꯈꯤꯕ ꯃꯇꯝꯗ ꯊꯨꯅꯥ ꯑꯃꯁꯨꯡ ꯊꯥꯖꯕ ꯌꯥꯕ ꯔꯤꯀꯣꯚꯔꯤ ꯁꯣꯏꯗꯅ ꯂꯩꯍꯟꯅꯕꯒꯤꯗꯃꯛ ꯃꯔꯨꯑꯣꯏꯕ ꯗꯦꯇꯥꯒꯤ ꯃꯇꯝ ꯃꯇꯝꯒꯤ ꯑꯣꯏꯅ ꯕꯦꯛꯑꯞ ꯇꯧꯕ ꯑꯁꯤ ꯌꯥꯝꯅ ꯃꯔꯨꯑꯣꯏ꯫ ꯕꯦꯛꯑꯞꯁꯤꯡ ꯑꯁꯤ ꯆꯥꯡ ꯅꯥꯏꯅ ꯂꯧꯒꯗꯕꯅꯤ ꯑꯃꯁꯨꯡ ꯑꯣꯐ ꯁꯥꯏꯠ ꯅꯠꯇ꯭ꯔꯒ ꯑꯀꯛꯅꯕ ꯁꯦꯛꯌꯨꯔꯤꯇꯤꯒꯤ ꯊꯧꯔꯥꯡꯁꯤꯡꯒ ꯂꯣꯏꯅꯅ ꯀ꯭ꯂꯥꯎꯗ ꯁꯔꯚꯤꯁ ꯑꯃꯗ ꯁꯦꯛꯌꯨꯑꯣꯔ ꯑꯣꯏꯅ ꯊꯝꯒꯗꯕꯅꯤ꯫